ꯃꯈꯥꯗꯥ ꯄꯤꯔꯤꯕ ꯋꯥꯔꯣꯜ ꯑꯁꯤꯒꯤꯗꯃꯛ ꯐꯤꯗꯕꯦꯛ ꯄꯤꯌꯨ꯫ ꯂꯥꯏꯔꯤꯛ ꯑꯁꯤꯅ ꯃꯍꯩꯔꯣꯏꯁꯤꯡꯒꯤꯗꯃꯛꯇ ꯀꯝꯄ꯭ꯌꯨꯇꯔ ꯄ꯭ꯔꯣꯒ꯭ꯔꯥꯃꯤꯡꯒꯤ ꯃꯔꯨꯑꯣꯏꯕꯒꯤ ꯃꯇꯥꯡꯗ ꯈꯟꯅꯔꯤ꯫ ꯃꯍꯩꯔꯣꯏꯁꯤꯡꯅ ꯇꯝꯅꯕꯒꯤꯗꯃꯛ ꯀꯝꯄ꯭ꯌꯨꯇꯔ ꯄ꯭ꯔꯣꯒ꯭ꯔꯥꯃꯤꯡ ꯑꯁꯤ ꯃꯔꯨꯑꯣꯏ꯫ ꯃꯁꯤꯅ ꯂꯧꯁꯤꯟꯕꯒꯤ ꯑꯅꯧꯕ ꯃꯑꯣꯡꯁꯤꯡ ꯍꯥꯡꯗꯣꯛꯏ ꯑꯃꯁꯨꯡ ꯇꯨꯡꯗ ꯊꯕꯛ ꯐꯪꯅꯕꯒꯤ ꯈꯨꯗꯣꯡꯆꯥꯕ ꯑꯃ ꯄꯤꯔꯤ꯫ ꯃꯍꯩꯔꯣꯏꯁꯤꯡꯗ ꯀ꯭ꯂꯥꯁꯔꯨꯝ ꯁꯦꯇꯤꯡꯗ ꯀꯣꯗꯤꯡꯒꯤ ꯃꯇꯥꯡꯗ ꯈꯡꯍꯜꯂꯤ ꯑꯃꯁꯨꯡ ꯃꯁꯤꯅ ꯃꯈꯣꯏꯗ ꯑꯔꯨꯕ ꯁꯃꯁ꯭ꯌꯥꯁꯤꯡ ꯀꯣꯛꯍꯟꯅꯕ ꯄꯥꯝꯕꯩꯁꯤꯡ ꯊꯤꯕ ꯉꯝꯍꯜꯂꯤ꯫ ꯂꯥꯏꯔꯤꯛ ꯑꯁꯤꯅ ꯃꯍꯩꯔꯣꯏꯁꯤꯡꯒꯤꯗꯃꯛꯇ ꯀꯝꯄ꯭ꯌꯨꯇꯔ ꯄ꯭ꯔꯣꯒ꯭ꯔꯥꯃꯤꯡꯒꯤ ꯃꯔꯨꯑꯣꯏꯕꯒꯤ ꯃꯇꯥꯡꯗ ꯃꯌꯦꯛ ꯁꯦꯡꯕ ꯑꯃꯁꯨꯡ ꯊꯣꯏꯗꯣꯛ ꯍꯦꯟꯗꯣꯛꯄ ꯋꯥꯐꯝ ꯑꯃ ꯄꯤꯔꯤ꯫ ꯑꯗꯨꯝ ꯑꯣꯏꯅꯃꯛ, ꯃꯍꯩꯔꯣꯏꯁꯤꯡꯅ ꯀꯔꯤꯒꯤꯗꯃꯛꯇ ꯇꯝꯒꯗꯒꯦ ꯍꯥꯏꯕꯗꯨ ꯃꯈꯥ ꯇꯥꯅ ꯈꯡꯗꯣꯛꯅꯕ ꯍꯛꯆꯥꯡ ꯑꯁꯤꯅ ꯍꯦꯟꯅ ꯑꯀꯨꯞꯄ ꯃꯔꯣꯜ ꯃꯊꯧ ꯇꯥꯏ꯫ ꯑꯐꯕ ꯁꯖꯦꯁꯟ ꯑꯃꯗꯤ ꯀꯣꯗꯤꯡꯅ ꯃꯍꯩꯔꯣꯏꯁꯤꯡꯕꯨ ꯀ꯭ꯂꯥꯁꯔꯨꯝꯗ ꯅꯠꯇꯔꯒ ꯃꯈꯣꯏꯒꯤ ꯀꯦꯔꯤꯌꯔꯗ ꯀꯔꯝꯅ ꯍꯦꯟꯅ ꯐꯕꯥ ꯑꯣꯏꯍꯟꯕꯗ ꯃꯇꯦꯡ ꯄꯥꯡꯕꯒꯦ ꯍꯥꯏꯕꯒꯤ ꯈꯨꯗꯝꯁꯤꯡ ꯅꯠꯇꯔꯒ ꯔꯤꯑꯦꯜ-ꯂꯥꯏꯐ ꯁꯤꯅꯥꯔꯤꯑꯣꯁꯤꯡ ꯍꯥꯞꯆꯤꯟꯕꯅꯤ꯫ ꯃꯇꯝꯒꯤ ꯃꯇꯨꯡꯏꯟꯅ ꯀꯔꯤꯒꯤꯗꯃꯛꯇ ꯅꯣꯡꯖꯨ-ꯅꯨꯡꯁꯥ ꯍꯣꯡꯂꯛꯄꯒꯦ ꯍꯥꯏꯕꯗꯨ ꯁꯟꯗꯣꯛꯅ ꯇꯥꯛꯄꯤꯌꯨ꯫ ꯃꯇꯝꯒꯤ ꯃꯇꯨꯡꯏꯟꯅ ꯋꯦꯗꯔ ꯑꯁꯤ ꯑꯦꯌꯔ ꯃꯥꯁꯁꯤꯡꯒꯤ ꯆꯠꯊꯣꯛ-ꯆꯠꯁꯤꯟ, ꯑꯦꯌꯔ ꯄ꯭ꯔꯦꯁꯔꯗ ꯑꯍꯣꯡꯕ ꯂꯥꯛꯄ, ꯑꯃꯁꯨꯡ ꯇꯦꯝꯄꯦꯔꯦꯆꯔꯒꯤ ꯈꯦꯠꯅꯕ ꯑꯁꯤꯅꯆꯤꯡꯕ ꯐꯦꯛꯇꯔ ꯀꯌꯥꯅ ꯃꯔꯝ ꯑꯣꯏꯗꯨꯅ ꯍꯣꯡꯏ꯫ ꯄ꯭ꯔꯤꯊꯤꯕꯤꯒꯤ ꯑꯦꯠꯃꯣꯁꯐꯤꯌꯔ ꯑꯁꯤ ꯂꯦꯞꯇꯅ ꯆꯠꯊꯣꯛ-ꯆꯠꯁꯤꯟ ꯇꯧꯗꯨꯅ ꯂꯩꯔꯤ ꯑꯃꯁꯨꯡ ꯃꯁꯤꯅ ꯄ꯭ꯔꯤꯊꯤꯕꯤꯒꯤ ꯃꯊꯛꯇ ꯅꯨꯃꯤꯠꯅ ꯄ꯭ꯔꯤꯊꯤꯕꯤꯒꯤ ꯃꯊꯛꯇ ꯌꯥꯝꯅ ꯊꯨꯅꯥ ꯅꯨꯡꯁꯤꯠ ꯁꯤꯠꯄ, ꯄ꯭ꯔꯤꯊꯤꯕꯤꯒꯤ ꯑꯔꯥꯞꯄ ꯑꯃꯁꯨꯡ ꯄ꯭ꯔꯤꯊꯤꯕꯤꯒꯤ ꯂꯝꯗꯝ ꯑꯁꯤꯅꯆꯤꯡꯕ ꯑꯇꯩ ꯃꯔꯝꯁꯤꯡꯅ ꯁꯣꯛꯍꯜꯂꯤ꯫ ꯃꯁꯤꯅ ꯑꯦꯌꯔ ꯃꯥꯁꯁꯤꯡ ꯁꯣꯟꯊꯍꯟꯕ ꯌꯥꯏ, ꯃꯗꯨꯅ ꯋꯦꯗꯔ ꯄꯦꯇ꯭ꯔꯟꯁꯤꯡꯗ ꯑꯍꯣꯡꯕ ꯄꯨꯔꯛꯄ ꯌꯥꯏ꯫ ꯈꯨꯗꯝ ꯑꯣꯏꯅ, ꯋꯥꯔꯝ ꯑꯦꯌꯔ ꯃꯥꯁ ꯑꯃꯅ ꯀꯣꯜꯗ ꯑꯦꯌꯔ ꯃꯥꯁ ꯑꯃꯒ ꯊꯦꯡꯅꯔꯛꯄ ꯃꯇꯝꯗ, ꯇꯦꯝꯄꯦꯔꯦꯆꯔꯒꯤ ꯈꯦꯠꯅꯕ ꯑꯁꯤꯅ ꯑꯦꯠꯃꯣꯁꯐꯤꯌꯔꯗ ꯇꯪꯗꯨ ꯂꯩꯇꯥꯗꯕ ꯊꯣꯛꯍꯟꯕ ꯌꯥꯏ, ꯑꯗꯨꯅ ꯃꯔꯝ ꯑꯣꯏꯗꯨꯅ ꯅꯣꯡꯂꯩ-ꯅꯨꯡꯁꯤꯠ ꯑꯃꯁꯨꯡ ꯅꯣꯡꯖꯨ-ꯅꯨꯡꯁꯥ ꯈꯥꯏꯗꯣꯛꯄ ꯊꯣꯛꯍꯜꯂꯤ꯫ ꯑꯦꯌꯔ ꯄ꯭ꯔꯦꯁꯔꯅ ꯋꯦꯗꯔꯗꯁꯨ ꯁꯣꯛꯍꯜꯂꯤ, ꯃꯔꯝꯗꯤ ꯂꯣ ꯄ꯭ꯔꯦꯁꯔ ꯂꯩꯕ ꯔꯤꯖꯟꯁꯤꯡꯅ ꯑꯌꯥꯝꯕꯅ ꯇꯪꯗꯨ ꯂꯩꯇꯥꯗꯕ ꯋꯦꯗꯔ ꯄꯨꯔꯛꯏ, ꯑꯗꯨꯒ ꯍꯥꯏ ꯄ꯭ꯔꯦꯁꯔ ꯂꯩꯕ ꯃꯐꯝꯁꯤꯡꯅ ꯍꯦꯟꯅ ꯂꯦꯡꯗꯅ ꯂꯩꯕ, ꯅꯨꯃꯤꯠꯀꯤ ꯐꯤꯚꯝꯁꯤꯡ ꯄꯨꯔꯛꯄ ꯌꯥꯏ꯫ ꯃꯁꯤꯒꯤ ꯃꯊꯛꯇ, ꯅꯨꯃꯤꯠꯀ ꯆꯥꯡꯗꯝꯅꯕꯗ ꯄ꯭ꯔꯤꯊꯤꯕꯤꯒꯤ ꯄꯣꯖꯤꯁꯟꯗ ꯀꯥꯂꯦꯟꯒꯤ ꯑꯍꯣꯡꯕ ꯂꯥꯛꯄꯅ ꯅꯣꯡꯖꯨ-ꯅꯨꯡꯁꯥꯗ ꯑꯍꯣꯡꯕ ꯄꯨꯔꯛꯄ ꯌꯥꯏ, ꯃꯔꯝꯗꯤ ꯅꯨꯃꯤꯠꯀꯤ ꯃꯉꯥꯜꯅ ꯄ꯭ꯔꯤꯊꯤꯕꯤꯗ ꯌꯧꯔꯛꯄꯒꯤ ꯑꯦꯡꯒꯜ ꯑꯁꯤ ꯆꯍꯤ ꯆꯨꯞꯄꯥ ꯍꯣꯡꯏ꯫ ꯋꯥꯍꯪ ꯑꯃꯗ ꯍꯥꯏꯔꯕꯗ, ꯋꯦꯗꯔ ꯑꯁꯤ ꯃꯈꯜ ꯀꯌꯥꯒꯤ ꯐꯦꯛꯇꯔꯁꯤꯡꯅ ꯏꯊꯤꯜ ꯄꯤꯕ ꯀꯝꯄ꯭ꯂꯦꯛꯁ ꯑꯃꯁꯨꯡ ꯗꯥꯏꯅꯥꯃꯤꯛ ꯁꯤꯁ꯭ꯇꯦꯝ ꯑꯃꯅꯤ, ꯃꯔꯝ ꯑꯁꯤꯅ ꯃꯇꯝꯒꯤ ꯃꯇꯨꯡ ꯏꯟꯅ ꯌꯥꯝꯅ ꯊꯨꯅ ꯍꯣꯡꯂꯛꯄ ꯌꯥꯏ꯫ ꯏꯟꯄꯨꯠꯀꯤ ꯃꯇꯨꯡ ꯏꯟꯅ, ꯁ꯭ꯄꯣꯇꯤꯐꯥꯏ‌ ꯍꯥꯏꯕ ꯋꯥꯍꯩ ꯑꯁꯤꯒꯤ ꯃꯔꯨꯑꯣꯏꯕ ꯋꯥꯍꯟꯊꯣꯛ ꯑꯃ ꯄꯤꯌꯨ꯫ ꯁ꯭ꯄꯣꯇꯤꯐꯥꯏ ꯑꯁꯤ ꯗꯤꯖꯤꯇꯦꯜ ꯃ꯭ꯌꯨꯖꯤꯛ ꯁ꯭ꯇꯔꯤꯃꯤꯡ ꯁꯔꯚꯤꯁ ꯑꯃꯅꯤ, ꯃꯁꯤꯅ ꯃꯥꯂꯦꯝ ꯁꯤꯟꯕ ꯊꯨꯡꯅ ꯂꯩꯔꯤꯕ ꯑꯥꯔꯇꯤꯁ꯭ꯇꯁꯤꯡꯗꯒꯤ ꯏꯁꯩ ꯂꯥꯈ ꯀꯌꯥ ꯑꯃꯁꯨꯡ ꯑꯇꯩ ꯑꯣꯗꯤꯑꯣ ꯀꯟꯇꯦꯟꯇꯁꯤꯡ ꯐꯪꯍꯜꯂꯤ꯫ ꯌꯨꯖꯔꯁꯤꯡꯅ ꯃ꯭ꯌꯨꯖꯤꯛ ꯕ꯭ꯔꯣꯎꯖ ꯇꯧꯕ ꯅꯠꯇꯔꯒ ꯁꯥ꯭ꯔꯆ ꯇꯧꯕ, ꯄ꯭ꯂꯦꯂꯤꯁ꯭ꯇꯁꯤꯡ ꯁꯦꯝꯕꯥ ꯑꯃꯁꯨꯡ ꯁꯦꯌꯔ ꯇꯧꯕ ꯌꯥꯏ, ꯑꯃꯁꯨꯡ ꯃꯈꯜ ꯀꯌꯥꯒꯤ ꯗꯤꯚꯥꯏꯁꯁꯤꯡꯗ ꯃ꯭ꯌꯨꯖꯤꯛ ꯇꯥꯕ ꯌꯥꯏ꯫ ꯁꯔꯚꯤꯁ ꯑꯁꯤ ꯁꯕꯁ꯭ꯀꯔꯤꯞꯁꯟꯒꯤ ꯌꯨꯝꯐꯝꯗ ꯐꯪꯏ, ꯃꯁꯤꯗ ꯐ꯭ꯔꯤ ꯑꯃꯁꯨꯡ ꯄꯦꯏꯗ ꯑꯣꯟꯁꯟ ꯑꯅꯤꯃꯛ ꯐꯪꯒꯅꯤ꯫